ꯁꯤꯒꯃꯨꯟꯗ ꯐ꯭ꯔꯣꯗ ꯑꯃꯁꯨꯡ ꯀꯥꯔꯜ ꯖꯪꯒꯤ ꯊꯤꯑꯣꯔꯤꯁꯤꯡ ꯆꯥꯡꯗꯝꯅꯕ ꯑꯃꯁꯨꯡ ꯀꯟꯇꯔꯁ꯭ꯠ ꯇꯧꯕ꯫ ꯁꯤꯒꯃꯨꯟꯗ ꯐ꯭ꯔꯣꯗ ꯑꯃꯁꯨꯡ ꯀꯥꯔꯜ ꯖꯪ ꯑꯅꯤꯃꯛ ꯁꯥꯏꯀꯣꯑꯦꯅꯥꯂꯥꯏꯁꯤꯁꯀꯤ ꯂꯝꯗ ꯃꯥꯡꯖꯤꯜ ꯊꯥꯈꯤ ꯑꯃꯁꯨꯡ ꯃꯤꯑꯣꯏꯕꯒꯤ ꯋꯥꯈꯜꯂꯣꯟꯒꯤ ꯃꯇꯥꯡꯗ ꯑꯩꯈꯣꯏꯅ ꯈꯪꯕꯗ ꯃꯔꯨꯑꯣꯏꯕ ꯊꯧꯗꯥꯡ ꯂꯧꯈꯤ꯫ ꯃꯈꯣꯏꯅ ꯃꯥꯟꯅꯕ ꯋꯥꯈꯜꯂꯣꯟ ꯀꯌꯥ ꯁꯦꯌꯔ ꯇꯧꯔꯕꯁꯨ ꯃꯈꯣꯏꯒꯤ ꯊꯤꯑꯣꯔꯤꯁꯤꯡ ꯑꯁꯤ ꯃꯔꯨꯑꯣꯏꯕ ꯃꯑꯣꯡ ꯈꯔꯗ ꯈꯦꯠꯅꯈꯤ꯫ ꯐ꯭ꯔꯣꯗꯀꯤ ꯁꯥꯏꯀꯣꯑꯦꯅꯥꯂꯥꯏꯁꯤꯁꯀꯤ ꯊꯤꯑꯣꯔꯤ ꯑꯁꯤ ꯑꯌꯥꯝꯕꯅ ꯁ꯭ꯇꯔꯛꯆꯔꯦꯜ ꯃꯣꯗꯦꯜ ꯍꯥꯏꯅ ꯀꯧꯏ꯫ ꯃꯍꯥꯛꯅ ꯃꯤꯑꯣꯏꯕꯒꯤ ꯋꯥꯈꯜ ꯑꯁꯤ ꯁꯔꯨꯛ ꯑꯍꯨꯝ ꯊꯣꯛꯅ ꯈꯥꯏꯗꯣꯛꯏ ꯍꯥꯏꯅ ꯋꯥꯐꯝ ꯊꯝꯈꯤ -ꯀꯟꯁꯤꯌꯦꯟꯇ, ꯄ꯭ꯔꯤꯀꯟꯁꯤꯌꯦꯁꯟ ꯑꯃꯁꯨꯡ ꯑꯟꯀꯟꯁꯤꯌꯦꯟꯇ꯫ ꯀꯟꯁꯤꯌꯦꯟꯇ ꯃꯥꯏꯟꯗ ꯍꯥꯏꯕꯁꯤ ꯑꯩꯈꯣꯏꯅ ꯑꯩꯈꯣꯏꯒꯤ ꯏꯃꯣꯁꯟꯁꯤꯡ, ꯋꯥꯈꯜꯂꯣꯟꯁꯤꯡ ꯑꯃꯁꯨꯡ ꯋꯥꯈꯜꯂꯣꯟꯁꯤꯡ ꯑꯗꯨ ꯊꯦꯡꯅꯔꯤꯕ ꯃꯐꯝ ꯑꯗꯨꯕꯨꯅꯤ꯫ ꯄ꯭ꯔꯤꯀꯟꯁꯤꯌꯦꯜ ꯃꯥꯏꯟꯗꯗ ꯍꯧꯖꯤꯛ ꯑꯦꯛꯇꯤꯕ ꯑꯣꯏꯗꯕ ꯑꯗꯨꯕꯨ ꯐꯖꯅ ꯂꯧꯊꯣꯛꯄ ꯉꯝꯕ ꯑꯩꯈꯣꯏꯒꯤ ꯅꯤꯡꯁꯤꯡꯕ ꯑꯃꯁꯨꯡ ꯋꯥꯈꯜꯂꯣꯟꯁꯤꯡ ꯌꯥꯎꯏ꯫ ꯃꯥꯏꯀꯩ ꯑꯃꯔꯣꯝꯗ, ꯑꯟꯀꯟꯁꯤꯌꯦꯟꯇ ꯃꯥꯏꯟꯗꯗ ꯑꯩꯈꯣꯏꯒꯤ ꯀꯟꯁꯤꯌꯦꯟꯇ ꯑꯦꯋꯦꯌꯔꯅꯦꯁꯀꯤ ꯃꯄꯥꯟꯗ ꯂꯩꯕ ꯔꯤꯄ꯭ꯔꯦꯁ ꯇꯧꯔꯕ ꯃꯦꯃꯣꯔꯤꯁꯤꯡ, ꯏꯟꯁꯇꯤꯇ꯭ꯌꯨꯠꯁꯤꯡ ꯑꯃꯁꯨꯡ ꯇꯛꯁꯤꯟꯕꯁꯤꯡ ꯌꯥꯎꯏ꯫ ꯐ꯭ꯔꯣꯗ ꯅꯥ ꯊꯥꯖꯈꯤ ꯃꯗꯨꯗꯤ ꯑꯩꯈꯣꯏꯒꯤ ꯂꯝꯆꯠ-ꯁꯥꯖꯠꯀꯤ ꯑꯌꯥꯝꯕ ꯁꯔꯨꯛ ꯑꯁꯤ ꯋꯥꯈꯜ ꯈꯟꯊꯕ ꯉꯝꯗꯕ ꯑꯄꯥꯝꯕꯁꯤꯡꯅ ꯊꯧꯒꯠꯂꯤ ꯑꯃꯁꯨꯡ ꯊꯤꯡꯖꯤꯅꯈꯤꯕ ꯅꯤꯡꯁꯤꯡꯕꯁꯤꯡ ꯑꯁꯤꯅ ꯅ꯭ꯌꯨꯔꯣꯁꯤꯁ, ꯋꯥꯈꯜ ꯋꯥꯕ ꯑꯃꯁꯨꯡ ꯑꯇꯩ ꯁꯥꯏꯀꯣꯂꯣꯖꯤꯀꯦꯜ ꯗꯤꯁꯑꯣꯔꯗꯔꯁꯤꯡ ꯊꯣꯛꯍꯜꯂꯛꯄ ꯌꯥꯏ꯫ ꯐ꯭ꯔꯣꯗꯀꯤ ꯊꯤꯑꯣꯔꯤ ꯑꯁꯤꯅ ꯑꯩꯈꯣꯏꯒꯤ ꯄꯔꯁꯣꯅꯦꯂꯤꯇꯤ ꯑꯃꯁꯨꯡ ꯂꯝꯆꯠ-ꯁꯥꯖꯠ ꯁꯦꯝꯒꯠꯄꯗ ꯑꯉꯥꯡ ꯑꯣꯏꯔꯤꯉꯩꯒꯤ ꯃꯇꯝꯒꯤ ꯑꯦꯛꯁꯄ꯭ꯔꯤꯌꯦꯟꯁꯁꯤꯡꯒꯤ ꯃꯔꯨꯑꯣꯏꯕꯗꯁꯨ ꯑꯀꯟꯕ ꯋꯥꯐꯝ ꯊꯝꯈꯤ, ꯃꯁꯤꯒ ꯂꯣꯏꯅꯅ ꯑꯩꯈꯣꯏꯒꯤ ꯁꯥꯏꯀꯣꯂꯣꯖꯤꯀꯦꯜ ꯗꯤꯚꯦꯂꯞꯃꯦꯟꯇꯗ ꯁꯦꯛꯁꯨꯑꯦꯂꯤꯇꯤꯒꯤ ꯊꯧꯗꯥꯡꯁꯨ ꯐꯣꯡꯗꯣꯛꯈꯤ꯫ ꯃꯥꯏꯀꯩ ꯑꯃꯔꯣꯝꯗ ꯖꯪꯅ ꯑꯦꯅꯥꯂꯥꯏꯇꯤꯀꯦꯜ ꯁꯥꯏꯀꯣꯂꯣꯖꯤ ꯍꯥꯏꯅ ꯈꯪꯅꯕ ꯊꯤꯑꯣꯔꯤ ꯑꯃ ꯊꯝꯈꯤ꯫ ꯑꯩꯈꯣꯏꯒꯤ ꯂꯝꯆꯠ-ꯁꯥꯖꯠꯇ ꯑꯟꯀꯟꯁꯤꯌꯁ ꯃꯥꯏꯟꯗꯅ ꯃꯔꯨꯑꯣꯏꯕ ꯊꯧꯗꯥꯡ ꯂꯧꯔꯤ ꯍꯥꯏꯅ ꯃꯍꯥꯛꯅ ꯐ꯭ꯔꯣꯗꯀꯥ ꯌꯥꯅꯕ ꯄꯨꯔꯛꯈꯤꯕ ꯃꯇꯝꯗ ꯃꯍꯥꯛꯅ ꯐ꯭ꯔꯣꯗꯀꯤ ꯋꯥꯈꯜꯂꯣꯟꯁꯤꯡ ꯑꯗꯨ ꯄꯥꯛꯊꯣꯛ ꯆꯥꯎꯊꯣꯛꯍꯟꯈꯤ ꯑꯃꯁꯨꯡ ꯑꯅꯧꯕ ꯋꯥꯈꯜꯂꯣꯟꯁꯤꯡ ꯄꯨꯔꯛꯈꯤ꯫ ꯖꯪꯒꯤ ꯊꯤꯑꯣꯔꯤꯗ ꯀꯥꯂꯦꯛꯇꯤꯕ ꯑꯟꯀꯟꯁꯤꯌꯔ ꯑꯃ ꯌꯥꯎꯈꯤ, ꯃꯁꯤ ꯑꯩꯈꯣꯏꯒꯤ ꯏꯄꯥ-ꯏꯄꯨꯁꯤꯡꯗꯒꯤ ꯂꯧꯔꯛꯄ ꯅꯤꯡꯁꯤꯡꯕ, ꯁꯤꯝꯕꯣꯜꯁꯤꯡ ꯑꯃꯁꯨꯡ ꯑꯦꯛꯁꯄ꯭ꯔꯤꯌꯦꯟꯁꯁꯤꯡꯒꯤ ꯁꯦꯌꯔ ꯇꯧꯔꯕ ꯍꯛꯆꯥꯡ ꯑꯃꯅꯤ꯫ ꯃꯍꯥꯛꯅ ꯋꯥꯈꯜ ꯑꯃꯁꯨꯡ ꯂꯝꯆꯠ-ꯁꯥꯖꯠꯀꯤ ꯏꯟꯅꯦꯠ, ꯌꯨꯅꯤꯚꯔꯁꯦꯜ ꯄꯦꯇꯔꯟ ꯑꯣꯏꯔꯤꯕ ꯑꯥꯔꯀꯤꯇꯦꯛꯆꯔꯒꯤ ꯋꯥꯈꯜꯂꯣꯟꯁꯨ ꯄ꯭ꯔꯄꯣꯖ ꯇꯧꯈꯤ꯫ ꯖꯪꯅ ꯐ꯭ꯔꯣꯗꯇꯒꯤ ꯈꯦꯠꯅꯈꯤ ꯃꯔꯝꯗꯤ ꯃꯍꯥꯛꯅ ꯁꯦꯛꯁꯨꯑꯦꯜ ꯗ꯭ꯔꯥꯏꯕꯇꯥ ꯍꯦꯟꯅ ꯃꯤꯠꯌꯦꯡ ꯊꯝꯈꯤ ꯑꯃꯁꯨꯡ ꯃꯗꯨꯒꯤ ꯃꯍꯨꯠꯇ ꯃꯤꯑꯣꯏ ꯑꯗꯨꯅ ꯑꯔꯊ ꯊꯤꯕ ꯑꯃꯁꯨꯡ ꯁ꯭ꯄꯤꯔꯤꯆꯨꯌꯦꯜ ꯒ꯭ꯔꯣꯊꯇꯥ ꯍꯦꯟꯅ‌ ꯃꯤꯠꯌꯦꯡ ꯊꯝꯈꯤ꯫ ꯃꯍꯥꯛꯅ ꯑꯩꯈꯣꯏꯒꯤ ꯂꯝꯆꯠ-ꯁꯥꯖꯠ ꯁꯦꯝꯒꯠꯄꯗ ꯀꯟꯁꯤꯌꯦꯟꯇ ꯃꯥꯏꯟꯗꯒꯤ ꯊꯧꯗꯥꯡꯗꯁꯨ ꯍꯦꯟꯅ ꯃꯤꯠꯌꯦꯡ ꯊꯝꯈꯤ ꯑꯃꯁꯨꯡ ꯏꯟꯇꯔꯣꯁ꯭ꯄꯦꯛꯁꯟ, ꯗ꯭ꯔꯤꯝ ꯑꯦꯅꯥꯂꯥꯏꯁꯤꯁ ꯑꯃꯁꯨꯡ ꯑꯇꯣꯞꯄ ꯇꯦꯛꯅꯤꯛꯁꯤꯡꯒꯤ ꯈꯨꯠꯊꯥꯡꯗ ꯁꯦꯜꯐ-ꯑꯦꯋꯥꯔꯅꯦꯁꯀꯤ ꯍꯦꯟꯅ ꯆꯥꯎꯕꯥ ꯊꯥꯛ ꯑꯃ ꯁꯦꯝꯒꯠꯄꯒꯤ ꯃꯔꯨꯑꯣꯏꯕꯗꯁꯨ ꯑꯀꯟꯕ ꯋꯥꯐꯝ ꯊꯝꯈꯤ꯫ ꯈꯪꯖꯤꯟꯒꯗꯕ ꯑꯃꯅ, ꯐ꯭ꯔꯣꯗ ꯑꯃꯁꯨꯡ ꯖꯪ ꯑꯅꯤꯃꯛꯅ ꯑꯟꯀꯟꯁꯤꯌꯁ ꯃꯥꯏꯟꯗ ꯊꯤꯖꯤꯟꯕꯗ ꯃꯤꯠꯌꯦꯡ ꯊꯝꯂꯕꯁꯨ ꯃꯈꯣꯏꯒꯤ ꯊꯤꯑꯣꯔꯤꯁꯤꯡ ꯑꯁꯤ ꯃꯔꯨ ꯑꯣꯏꯕ ꯃꯑꯣꯡ ꯀꯌꯥꯗ ꯈꯦꯠꯅꯈꯤ꯫ ꯐ꯭ꯔꯣꯗꯅ ꯃꯤꯑꯣꯏ ꯑꯗꯨꯅ ꯊꯨꯒꯥꯏꯔꯛꯄ ꯅꯤꯡꯁꯤꯡꯕ ꯑꯃꯁꯨꯡ ꯋꯥꯈꯜ ꯍꯟꯊꯥꯕ ꯉꯝꯗꯕ ꯑꯄꯥꯝꯕꯁꯤꯡꯒ ꯂꯣꯏꯅꯅ ꯂꯥꯟꯊꯦꯡꯅꯔꯤꯕ ꯑꯗꯨꯗ ꯃꯤꯠꯌꯦꯡ ꯊꯝꯈꯤ, ꯑꯗꯨꯒ ꯖꯪꯅꯥ ꯄꯨꯟꯅ ꯋꯥꯈꯜ ꯈꯟꯕ ꯉꯝꯗꯕ, ꯊꯋꯥꯏꯒꯤ ꯑꯣꯏꯕ ꯆꯥꯎꯈꯠꯄ‌ ꯑꯃꯁꯨꯡ ꯃꯁꯥꯅ‌ ꯃꯁꯥꯕꯨ ꯈꯪꯖꯕꯗ ꯍꯦꯟꯅ ꯃꯤꯠꯌꯦꯡ ꯊꯝꯈꯤ꯫ ꯊꯤꯑꯣꯔꯤ ꯑꯅꯤꯃꯛꯅ ꯁꯥꯏꯀꯣꯂꯣꯖꯤꯒꯤ ꯂꯝꯗ ꯏꯊꯤꯜ ꯄꯤꯈꯤ ꯑꯃꯁꯨꯡ ꯃꯤꯑꯣꯏꯕꯒꯤ ꯋꯥꯈꯒꯤ ꯃꯇꯥꯡꯗ ꯑꯩꯈꯣꯏꯒꯤ ꯂꯧꯁꯤꯡ ꯁꯦꯝꯒꯠꯄꯗ ꯃꯇꯦꯡ ꯄꯥꯡꯈꯤ꯫